ꯃꯈꯥꯗ ꯄꯤꯔꯤꯕ ꯋꯥꯍꯩ ꯑꯁꯤ ꯃꯈꯥꯗ ꯄꯤꯔꯤꯕ ꯂꯦꯕꯦꯜꯁꯤꯡ ꯑꯁꯤꯒꯤ ꯃꯅꯨꯡꯗ ꯑꯃꯗ ꯀ꯭ꯂꯥꯁꯤꯐꯥꯏ ꯇꯧ: ꯄꯣꯖꯤꯇꯤꯚ, ꯅꯦꯒꯦꯇꯤꯚ, ꯅ꯭ꯌꯨꯇ꯭ꯔꯤꯑꯦꯟꯇ꯫ ꯑꯩꯒꯤ ꯂꯦꯞꯇꯣꯞ ꯑꯁꯤ ꯉꯁꯤꯗꯤ ꯇꯞꯅ- ꯇꯞꯅ ꯂꯥꯛꯄ ꯎꯕ ꯐꯪꯂꯤ꯫ "ꯑꯩꯒꯤ ꯂꯦꯞꯇꯣꯞ ꯑꯁꯤ ꯉꯁꯤꯗꯤ ꯇꯞꯅ- ꯇꯞꯅ ꯂꯥꯛꯄ ꯎꯕ ꯐꯪꯏ" ꯍꯥꯏꯕ ꯋꯥꯐꯝ ꯑꯁꯤ ꯅꯦꯒꯦꯇꯤꯚ ꯁꯦꯟꯇꯤꯃꯦꯟꯠ ꯑꯃ ꯂꯩ ꯍꯥꯏꯅ ꯀ꯭ꯂꯥꯁꯤꯐꯥꯏ ꯇꯧꯕ ꯌꯥꯏ꯫ ꯃꯁꯤꯒꯤ ꯗꯤꯁꯀ꯭ꯔꯤꯞꯁꯟꯗꯒꯤ ꯄ꯭ꯂꯥꯟꯇ ꯃꯈꯜ ꯑꯗꯨ ꯈꯪꯗꯣꯛꯅꯕ ꯀ꯭ꯂꯥꯁꯤꯐꯤꯀꯦꯁꯟ ꯑꯦꯜꯒꯣꯔꯤꯊꯝ ꯑꯃ ꯁꯦꯝꯒꯠꯄ ꯄꯥꯝꯕꯤ ꯑꯁꯤꯒꯤ ꯄꯥꯛ-ꯆꯥꯎꯕ ꯑꯉꯧꯕ ꯄꯥꯝꯕꯤꯁꯤꯡ ꯂꯩ ꯑꯃꯁꯨꯡ ꯑꯉꯧꯕ ꯃꯆꯨꯒꯤ ꯃꯆꯨ ꯂꯩ꯫ ꯃꯁꯤꯒꯤ ꯃꯁꯛ ꯇꯥꯛꯄꯗꯒꯤ ꯄꯥꯝꯕꯤꯒꯤ ꯃꯈꯜ ꯈꯪꯗꯣꯛꯅꯕ ꯀ꯭ꯂꯥꯁꯤꯐꯤꯀꯦꯁꯟ ꯑꯦꯜꯒꯣꯔꯤꯊꯝ ꯑꯃ ꯁꯦꯝꯒꯠꯅꯕ ꯈꯣꯡꯊꯥꯡ ꯀꯌꯥ ꯂꯧꯈꯠꯄ ꯃꯊꯧ ꯇꯥꯏ꯫ ꯇ꯭ꯔꯦꯅꯤꯡ ꯗꯦꯇꯥ ꯈꯣꯝꯖꯤꯟꯕ ꯑꯃꯁꯨꯡ ꯂꯦꯕꯦꯜ ꯇꯧꯕ: ꯃꯈꯣꯏꯒꯤ ꯃꯔꯤ ꯂꯩꯅꯕ ꯄꯥꯝꯕꯤ ꯃꯈꯜ ꯀꯌꯥꯒꯤ ꯂꯦꯕꯦꯜꯁꯤꯡꯒ ꯂꯣꯏꯅꯅ ꯃꯁꯤꯡ ꯌꯥꯝꯂꯕ ꯄꯥꯝꯕꯤ ꯃꯈꯜꯁꯤꯡꯒꯤ ꯃꯁꯛ ꯇꯥꯛꯄ ꯈꯣꯝꯖꯤꯟꯕ꯫ ꯃꯁꯤꯒꯤ ꯗꯦꯇꯥꯁꯦꯠ ꯑꯁꯤ ꯃꯈꯣꯏꯒꯤ ꯗꯤꯁꯀ꯭ꯔꯤꯞꯁꯟꯁꯤꯡꯗꯒꯤ ꯄꯥꯝꯕꯤ ꯃꯈꯜꯁꯤꯡ ꯈꯪꯗꯣꯛꯅꯕ ꯑꯦꯜꯒꯣꯔꯤꯊꯝ ꯑꯁꯤ ꯇ꯭ꯔꯦꯟ ꯇꯧꯕꯗ ꯁꯤꯖꯤꯟꯅ ꯒꯅꯤ꯫ ꯗꯦꯇꯥ ꯑꯗꯨ ꯄ꯭ꯔꯤꯄ꯭ꯔꯣꯁꯦꯁ ꯇꯧꯕ: ꯇꯦꯛꯁ ꯗꯤꯁꯀ꯭ꯔꯤꯞꯁꯟꯁꯤꯡ ꯑꯗꯨ ꯑꯦꯜꯒꯣꯔꯤꯊꯝ ꯑꯗꯨꯅ ꯄ꯭ꯔꯣꯁꯦꯁ ꯇꯧꯕ ꯌꯥꯕ ꯅ꯭ꯌꯨꯃꯔꯤꯛ ꯐꯣꯔꯃꯦꯠ ꯑꯃꯗ ꯁꯦꯡꯗꯣꯛꯄ ꯑꯃꯁꯨꯡ ꯇ꯭ꯔꯥꯟꯁꯐꯣꯔꯝ ꯇꯧꯕ꯫ ꯐꯤꯆꯔ ꯑꯦꯛꯁꯇ꯭ꯔꯦꯛꯁꯟ: ꯑꯦꯜꯒꯣꯔꯤꯊꯝ ꯑꯁꯤꯅ ꯇꯣꯉꯥꯟ -ꯇꯣꯉꯥꯟꯕ ꯄꯥꯝꯕꯤ ꯃꯈꯜꯁꯤꯡꯒꯤ ꯃꯔꯛꯇ ꯈꯦꯠꯅꯕ ꯊꯝꯕꯗ ꯃꯇꯦꯡ ꯄꯥꯡꯕ ꯉꯝꯕ ꯗꯤꯁꯀ꯭ꯔꯤꯞꯁꯟꯁꯤꯡꯗꯒꯤ ꯃꯔꯤ ꯂꯩꯅꯕ ꯐꯤꯆꯔꯁꯤꯡ ꯂꯧꯊꯣꯛꯄ꯫ ꯈꯨꯗꯝ ꯑꯣꯏꯅ, ꯐꯤꯆꯔꯁꯤꯡꯒꯤ ꯃꯅꯨꯡꯗ ꯃꯆꯨ, ꯃꯑꯣꯡ, ꯄꯥꯝꯕꯤꯒꯤ ꯁꯥꯏꯖ ꯑꯃꯁꯨꯡ ꯂꯩꯒꯤ ꯃꯈꯜ ꯑꯁꯤ ꯌꯥꯎꯕ ꯌꯥꯏ꯫ ꯀ꯭ꯂꯥꯁꯤꯐꯤꯀꯦꯁꯟ ꯑꯦꯜꯒꯣꯔꯤꯊꯝ ꯑꯃ ꯈꯜꯂꯨ ꯗꯤꯁꯤꯖꯟ ꯇ꯭ꯔꯤꯁꯤꯡ, ꯁꯄꯣꯔꯠ ꯚꯦꯛꯇꯔ ꯃꯦꯁꯤꯟꯁꯤꯡ, ꯈ꯭ꯋꯥꯏꯗꯒꯤ ꯅꯛꯄ ꯌꯨꯝꯂꯣꯟꯅꯕꯁꯤꯡ ꯅꯠꯇ꯭ꯔꯒ ꯑꯇꯦꯒꯨꯝꯕ ꯃꯇꯤꯛ ꯆꯥꯕ ꯀ꯭ꯂꯥꯁꯤꯐꯤꯀꯦꯁꯟ ꯑꯦꯜꯒꯣꯔꯤꯊꯝ ꯑꯃ ꯈꯜꯂꯨ꯫ ꯃꯣꯗꯦꯜ ꯑꯗꯨ ꯇ꯭ꯔꯦꯟ ꯇꯧꯕ: ꯈꯟꯒꯠꯂꯕ ꯀ꯭ꯂꯥꯁꯤꯐꯤꯀꯦꯁꯟ ꯑꯦꯜꯒꯣꯔꯤꯊꯝ ꯑꯗꯨ ꯇ꯭ꯔꯦꯟ ꯇꯧꯅꯕ ꯇ꯭ꯔꯦꯅꯤꯡ ꯗꯦꯇꯥ ꯑꯗꯨ ꯁꯤꯖꯤꯟꯅꯧ꯫ ꯃꯣꯗꯦꯜ ꯑꯁꯤ ꯏꯚꯥꯂꯨꯑꯦꯠ ꯇꯧꯕ: ꯃꯁꯤꯒꯤ ꯃꯁꯛ ꯇꯥꯛꯄꯗꯒꯤ ꯄ꯭ꯂꯥꯟꯇ ꯃꯈꯜ ꯑꯁꯤ ꯃꯌꯦꯛ ꯁꯦꯡꯅ ꯂꯥꯎꯊꯣꯛꯄꯗ ꯑꯦꯜꯒꯣꯔꯤꯊꯝ ꯑꯁꯤꯒꯤ ꯑꯆꯨꯝꯕ ꯑꯗꯨ ꯑꯦꯁꯦꯁ ꯇꯧꯕ꯫ ꯑꯅꯧꯕ ꯗꯦꯇꯥꯗ ꯑꯦꯜꯒꯣꯔꯤꯊꯝ ꯑꯁꯤ ꯑꯦꯞꯂꯥꯏ ꯇꯧꯕ: ꯄ꯭ꯂꯥꯟꯇ ꯑꯁꯤꯒꯤ ꯃꯁꯛ ꯇꯥꯛꯄꯗ ꯌꯨꯝꯐꯝ ꯑꯣꯏꯔꯒ ꯀ꯭ꯂꯥꯁꯤꯐꯥꯏ ꯇꯧꯅꯕ ꯇ꯭ꯔꯦꯟ ꯇꯧꯔꯕ ꯑꯦꯜꯒꯣꯔꯤꯊꯝ ꯑꯁꯤ ꯁꯤꯖꯤꯟꯅꯧ꯫ ꯃꯁꯤꯒꯤ ꯀꯦꯁ ꯑꯁꯤꯗ ꯏꯟꯄꯨꯠ ꯗꯤꯁꯀ꯭ꯔꯤꯞꯁꯟ 'ꯄꯥꯝꯕꯤ ꯑꯁꯤꯅ ꯑꯉꯧꯕ ꯃꯆꯨꯒ ꯂꯣꯏꯅꯅ ꯄꯥꯛ ꯆꯥꯎꯔꯕ ꯑꯉꯧꯕ ꯄꯥꯝꯕꯤꯁꯤꯡ ꯂꯩ' ꯍꯥꯏꯕꯁꯤ ꯇ꯭ꯔꯥꯟꯁꯐꯣꯔꯝ ꯇꯧꯒꯅꯤ ꯑꯃꯁꯨꯡ ꯄꯥꯝꯕꯤ ꯃꯈꯜ ꯑꯗꯨ ꯂꯥꯎꯊꯣꯛꯅꯕ ꯑꯦꯜꯒꯣꯔꯤꯊꯝꯗ ꯄꯤꯒꯅꯤ꯫ ꯃꯁꯤ ꯌꯥꯝꯅ ꯃꯔꯨꯑꯣꯏꯅ ꯈꯪꯖꯤꯟꯕ ꯌꯥꯏ ꯃꯗꯨꯗꯤ ꯑꯦꯜꯒꯣꯔꯤꯊꯝ ꯑꯁꯤꯒꯤ ꯑꯆꯨꯝꯕ ꯑꯁꯤ ꯇ꯭ꯔꯦꯅꯤꯡ ꯗꯦꯇꯥꯒꯤ ꯃꯒꯨꯟ ꯑꯃꯁꯨꯡ ꯃꯁꯤꯡꯒꯤ ꯃꯈꯥ ꯄꯣꯜꯂꯤ꯫ ꯃꯁꯤꯒ ꯂꯣꯏꯅꯅ ꯃꯔꯤ ꯂꯩꯅꯕ ꯐꯤꯆꯔꯁꯤꯡ ꯑꯃꯁꯨꯡ ꯃꯇꯤꯛ ꯆꯥꯕ ꯑꯦꯜꯒꯣꯔꯤꯊꯝ ꯈꯟꯕꯒꯤ ꯃꯈꯥ ꯄꯣꯜꯂꯤ꯫ ꯀꯔꯤꯒꯤꯗꯃꯛꯇ ꯀꯥꯔꯕꯣꯟ -ꯗꯥꯏꯑꯣꯛꯁꯥꯏꯗ ꯑꯁꯤ ꯀ꯭ꯂꯥꯏꯃꯦꯠ ꯆꯦꯟꯖꯗ ꯑꯆꯧꯕ ꯃꯇꯦꯡ ꯄꯥꯡꯂꯤꯕꯅꯣ ꯍꯥꯏꯕꯗꯨ ꯁꯟꯗꯣꯛꯅ ꯇꯥꯛꯄꯤꯌꯨ꯫ ꯀꯥꯔꯕꯣꯟ ꯗꯥꯏꯑꯣꯛꯁꯥꯏꯗ ꯑꯁꯤ ꯀ꯭ꯂꯥꯏꯃꯦꯠ ꯆꯦꯟꯖꯇ ꯑꯆꯧꯕ ꯃꯇꯦꯡ ꯄꯥꯡꯂꯤ ꯃꯔꯝꯗꯤ ꯃꯁꯤ ꯒ꯭ꯔꯤꯟꯍꯥꯎꯁ ꯒ꯭ꯌꯥꯁ ꯑꯃꯅꯤ꯫ ꯃꯁꯤꯅ ꯇꯥꯛꯄꯗꯤ ꯃꯁꯤꯅ ꯄ꯭ꯔꯤꯊꯤꯕꯤꯒꯤ ꯑꯦꯠꯃꯣꯁ꯭ꯐꯤꯌꯔꯗ ꯍꯤꯠ ꯇ꯭ꯔꯦꯞ ꯇꯧꯗꯨꯅ ꯋꯥꯔꯃꯤꯡ ꯏꯐꯦꯛꯇ ꯑꯃ ꯊꯣꯛꯍꯜꯂꯤ꯫ ꯅꯨꯃꯤꯠꯇꯒꯤ ꯂꯥꯛꯄ ꯏꯅꯔꯖꯤ ꯑꯁꯤ ꯄ꯭ꯔꯤꯊꯤꯕꯤꯗ ꯌꯧꯔꯛꯄ ꯃꯇꯝꯗ, ꯃꯗꯨꯒꯤ ꯃꯅꯨꯡꯗ ꯈꯔꯗꯤ ꯁ꯭ꯄꯦꯁꯀꯤ ꯃꯥꯏꯀꯩꯗ ꯑꯃꯨꯛ ꯍꯟꯅ ꯔꯤꯐ꯭ꯂꯦꯛꯇ ꯇꯧꯏ꯫ ꯑꯗꯨꯕꯨ ꯃꯗꯨꯒꯤ ꯃꯅꯨꯡꯗ ꯑꯌꯥꯝꯕꯗꯤ ꯄ꯭ꯔꯤꯊꯤꯕꯤꯒꯤ ꯃꯊꯛꯇ ꯁꯣꯛꯏ꯫ ꯃꯗꯨꯒꯤ ꯃꯇꯨꯡꯗ ꯑꯦꯕꯁꯣꯔꯕ ꯇꯧꯔꯕ ꯑꯦꯅꯔꯖꯤ ꯑꯁꯤꯅ ꯍꯤꯠ ꯑꯣꯏꯅ ꯑꯦꯠꯃꯣꯁ꯭ꯐꯤꯌꯔꯗ ꯑꯃꯨꯛ ꯍꯟꯅ ꯔꯦꯗꯤꯑꯦꯠ ꯇꯧꯏ꯫